ꯆꯦꯔꯚꯣꯅꯥ ꯔꯨꯇꯥ ꯑꯁꯤ ꯃꯇꯝ ꯑꯅꯤꯒꯤ ꯑꯣꯏꯕꯥ ꯆꯍꯤ ꯑꯅꯤꯒꯤ ꯑꯣꯏꯅꯥ ꯌꯨꯀ꯭ꯔꯦꯟꯒꯤ ꯅꯍꯥ ꯄꯨꯝꯅꯃꯛꯀꯤ ꯃꯇꯝ ꯃꯇꯝꯒꯤ ꯏꯁꯩ ꯑꯃꯁꯨꯡ ꯃꯤꯌꯥꯝꯅꯥ ꯄꯥꯝꯅꯕꯥ ꯃ꯭ꯌꯨꯖꯤꯛꯀꯤ ꯀꯨꯝꯃꯩ ꯑꯃꯅꯤ ꯃꯁꯤ ꯂꯤꯁꯤꯡ ꯑꯃ ꯆꯃꯥꯄꯟ ꯃꯔꯐꯨ ꯃꯥꯄꯟꯗꯒꯤ ꯍꯧꯅꯥ ꯆꯍꯤ ꯑꯅꯤ ꯈꯨꯗꯤꯡꯒꯤ ꯄꯥꯡꯊꯣꯛꯂꯤ ꯃꯁꯤ ꯇ꯭ꯔꯦꯗꯤꯁꯟꯅꯦꯜ ꯌꯨꯀ꯭ꯔꯦꯅꯤꯌꯥꯟꯗꯒꯤ ꯂꯥꯞꯅꯥ ꯂꯩꯕꯥ ꯇ꯭ꯔꯥꯟꯁꯤꯁꯟ ꯇꯧꯗꯨꯅꯥ ꯍꯦꯟꯅꯥ ꯌꯨꯀ꯭ꯔꯦꯟꯒꯤ ꯃꯤꯌꯥꯝꯅꯥ ꯄꯥꯝꯅꯕꯥ ꯃ꯭ꯌꯨꯖꯤꯛ ꯄꯤꯈꯤꯕꯥ ꯕꯦꯟꯆꯃꯥꯔꯛ ꯑꯃꯅꯤ꯫ ꯁꯥꯔꯣꯚꯥꯔꯤ ꯖ꯭ꯌꯥꯅꯔꯒꯥ ꯃꯔꯤ ꯂꯩꯅꯕꯥ ꯐꯣꯛ ꯀꯂꯆꯔ꯫ ꯀꯔꯤꯒꯨꯝꯕꯥ ꯃꯇꯝꯗꯥ ꯌꯨꯀ꯭ꯔꯦꯟꯗꯒꯤ ꯈꯟꯒꯠꯂꯕꯥ ꯏꯁꯩ ꯈꯛꯇꯃꯛ ꯎꯠꯄꯥ ꯁꯣꯚꯤꯌꯦꯠ ꯐꯦꯁꯇꯤꯕꯦꯜ ꯆꯍꯤꯒꯤ ꯏꯁꯩ ꯄꯦꯁꯅꯤꯌꯥ ꯒꯣꯗꯥꯒꯥ ꯃꯥꯟꯅꯗꯅꯥ ꯆꯦꯔꯚꯣꯅꯥ ꯔꯨꯇꯥꯅꯥ ꯏꯁꯩ ꯅꯣꯡꯃꯥꯏ ꯑꯃꯁꯨꯡ ꯏꯁꯩ ꯍꯦꯟꯅꯥ ꯌꯥꯍꯟꯈꯤ꯫ ꯀꯨꯝꯃꯩ ꯑꯁꯤ ꯌꯨꯀ꯭ꯔꯦꯟꯒꯤ ꯏꯁꯩ ꯅꯣꯡꯃꯥꯏꯒꯤ ꯃꯤꯑꯣꯏ ꯀꯝꯄꯣꯖꯤꯁꯅꯔ ꯑꯃꯁꯨꯡ ꯀꯕꯤ ꯚꯣꯂꯣꯗꯤꯃꯤꯔ ꯏꯚꯥꯁꯌꯨꯛꯇꯥ ꯀꯠꯊꯣꯛꯂꯤ ꯃꯍꯥꯛ ꯑꯁꯤ ꯄꯥꯛ ꯁꯟꯅꯥ ꯃꯤꯌꯥꯝꯅꯥ ꯄꯥꯝꯅꯕꯥ ꯌꯨꯀ꯭ꯔꯦꯟꯒꯤ ꯏꯁꯩ ꯆꯦꯔꯚꯣꯅꯥ ꯔꯨꯇꯥꯒꯤ ꯑꯣꯊꯣꯔꯤꯇꯤ ꯑꯃꯁꯨꯡ ꯀꯝꯄꯣꯖꯤꯁꯅꯔꯅꯤ꯫ ꯃꯃꯤꯡ ꯑꯁꯤꯅꯥ ꯃꯥꯏꯊꯣꯂꯣꯖꯤꯀꯦꯜ ꯅꯠꯇ꯭ꯔꯒꯥ ꯇꯁꯦꯡꯕꯥ ꯃꯈꯜ ꯑꯃꯒꯤ ꯃꯍꯩ ꯃꯔꯣꯡ ꯊꯥꯕꯥ ꯄꯥꯝꯕꯤ ꯆꯦꯔꯚꯣꯅꯥ ꯔꯨꯇꯥꯕꯨ ꯈꯪꯅꯔꯛꯄꯥ ꯌꯥꯏ꯫ ꯄꯨꯋꯥꯔꯤ ꯀꯨꯝꯃꯩ ꯑꯁꯤꯒꯤ ꯋꯥꯈꯜꯂꯣꯟ ꯑꯃꯁꯨꯡ ꯃꯃꯤꯡ ꯑꯁꯤ ꯄꯥꯎꯃꯤ ꯏꯚꯥꯟ ꯂꯦꯞꯁꯥꯒꯤꯅꯤ ꯃꯁꯤ ꯇꯥꯔꯥꯁ ꯃꯦꯂꯅꯤꯛ ꯀꯥꯏꯔꯤꯂꯣ ꯁ꯭ꯇꯦꯇꯁꯦꯅꯀꯣ ꯑꯅꯥꯇꯣꯂꯤꯌ ꯀꯥꯂꯦꯅꯤꯆꯦꯅꯀꯣ ꯑꯣꯂꯦꯍ ꯔꯦꯄꯦꯠꯁ꯭ꯀꯤ ꯑꯃꯁꯨꯡ ꯏꯚꯥꯟ ꯃꯥꯂꯀꯣꯚꯤꯆꯅꯥ ꯔꯤꯑꯦꯂꯥꯏꯖ ꯇꯧꯈꯤ꯫ ꯐꯦꯁꯇꯤꯕꯦꯜ ꯑꯁꯤꯅꯥ ꯌꯨꯀ꯭ꯔꯦꯟꯒꯤ ꯃꯤꯌꯥꯝꯅꯥ ꯄꯥꯝꯅꯕꯥ ꯃ꯭ꯌꯨꯖꯤꯛ ꯑꯃꯨꯛ ꯍꯟꯅꯥ ꯍꯤꯡꯒꯠꯍꯟꯕꯗꯥ ꯃꯔꯨꯑꯣꯏꯕꯥ ꯊꯧꯗꯥꯡ ꯂꯧꯈꯤ ꯑꯃꯁꯨꯡ ꯃꯧꯗ꯭ꯔꯥꯒꯤ ꯃꯇꯝꯗꯥ ꯌꯨꯀ꯭ꯔꯦꯟꯒꯤ ꯃ꯭ꯌꯨꯖꯤꯛ ꯕꯨꯝ ꯍꯦꯟꯒꯠꯍꯟꯕꯗꯥ ꯃꯇꯦꯡ ꯄꯥꯡꯈꯤ꯫ ꯁꯣꯚꯤꯌꯦꯠ ꯔꯤꯐꯣꯔꯝꯁꯤꯡ ꯍꯧꯔꯛꯄꯐꯥꯎꯕꯥ ꯄꯦꯔꯦꯁ꯭ꯠꯔꯣꯏꯀꯥ ꯑꯁꯤ ꯂꯤꯁꯤꯡ ꯑꯃꯆꯃꯥꯄꯟꯃꯔꯐꯨ ꯇꯔꯨꯛ ꯒ꯭ꯂꯥꯁꯅꯣꯁ꯭ꯠ ꯑꯃꯁꯨꯡ ꯎꯁ꯭ꯀꯣꯔꯦꯅꯤꯌꯦꯒꯥ ꯂꯣꯏꯅꯅꯥ ꯁꯣꯚꯤꯌꯦꯠ ꯌꯨꯅꯤꯌꯟ ꯄꯨꯝꯕꯗꯥ ꯔꯣꯛ ꯃ꯭ꯌꯨꯖꯤꯛ ꯑꯁꯤ ꯌꯥꯝꯅꯥ ꯋꯥꯅꯥ ꯊꯣꯛꯈꯤ꯫ ꯑꯗꯨꯕꯨ ꯒꯤ ꯖꯔꯖꯤꯌꯥꯟ ꯁ꯭ꯞꯔꯤꯡ ꯔꯤꯗꯃꯁꯒꯨꯝꯕꯥ ꯌꯥꯎꯗꯕꯥ ꯈꯔꯥ ꯂꯩꯔꯝꯃꯤ꯫ ꯀꯨꯝꯃꯩ ꯑꯁꯤ ꯔꯤꯄꯕ꯭ꯂꯤꯛ ꯀꯦ ꯗꯤ ꯕꯤ ꯃꯤꯂꯤꯠꯁꯤꯌꯥ ꯑꯃꯁꯨꯡ ꯌꯨꯀ꯭ꯔꯦꯟꯒꯤ ꯀꯝꯃ꯭ꯌꯨꯅꯤꯁ꯭ꯠ ꯄꯥꯔꯇꯤꯒꯤ ꯌꯥꯝꯅꯥ ꯅꯛꯅꯥ ꯌꯦꯡꯁꯤꯟꯕꯗꯥ ꯄꯥꯡꯊꯣꯛꯈꯤꯕꯥ ꯃꯇꯝꯗꯥ ꯀꯨꯝꯃꯩ ꯑꯁꯤꯗꯥ ꯌꯨꯀ꯭ꯔꯦꯟꯒꯤ ꯏꯁꯩ ꯁꯟꯗꯣꯛꯈꯤ ꯑꯃꯁꯨꯡ ꯅꯤꯜ ꯑꯃꯁꯨꯡ ꯌꯦꯜꯂꯣ ꯐꯤꯔꯥꯜꯁꯤꯡ ꯊꯥꯈꯤ꯫ ꯃꯃꯤꯡ ꯂꯩꯔꯕꯥ ꯕꯦꯟꯗꯁꯤꯡ ꯚꯣꯞꯂꯤ ꯚꯤꯗꯣꯞꯂꯤꯌꯥꯁꯣꯚꯥ ꯕ꯭ꯔꯥꯇꯤ ꯍꯥꯗꯌꯨꯀꯤꯅꯤ ꯀ꯭ꯕꯥꯔꯇꯤꯔꯥ ꯅꯪ ꯌꯥꯡꯗꯩ ꯖꯥꯏꯃꯣꯚꯤꯌ ꯁꯦꯗ ꯚꯤꯀꯥ ꯕ꯭ꯔꯗꯤꯌ ꯃꯔꯤꯆꯀꯥ ꯕꯨꯔꯃꯥꯀꯥ ꯇ꯭ꯔꯥꯏꯖꯨꯕꯤ ꯁ꯭ꯇꯥꯁ ꯑꯃꯁꯨꯡ ꯑꯇꯣꯞꯄꯥ ꯀꯌꯥ ꯑꯃꯅꯥ ꯔꯣꯛ ꯀꯝꯄꯤꯇꯤꯁꯟꯁꯤꯡꯗꯥ ꯁꯔꯨꯛ ꯌꯥꯈꯤ꯫ ꯑꯄꯨꯟꯕꯥ ꯑꯣꯏꯅꯥ ꯌꯨꯔꯣꯞ ꯑꯃꯁꯨꯡ ꯅꯣꯔꯊ ꯑꯥꯃꯦꯔꯤꯀꯥꯒꯤ ꯏꯁꯩ ꯅꯣꯡꯃꯥꯏꯒꯤ ꯃꯤꯑꯣꯏꯁꯤꯡ ꯌꯥꯎꯅꯥ ꯄꯔꯐꯣꯔꯃꯦꯟꯁ ꯆꯧꯉꯥ ꯍꯦꯟꯅꯥ ꯂꯩꯈꯤ꯫ ꯐꯦꯁꯇꯤꯕꯦꯜꯒꯤ ꯑꯣꯔꯒꯥꯅꯥꯏꯖꯔꯁꯤꯡ ꯑꯃꯁꯨꯡ ꯖꯨꯔꯤ ꯃꯦꯝꯕꯔꯁꯤꯡꯅꯥ ꯀꯟꯇꯦꯁ꯭ꯇꯦꯟꯠꯁꯤꯡꯒꯤ ꯃꯁꯤꯡ ꯌꯥꯝꯂꯕꯥ ꯑꯃꯁꯨꯡ ꯃꯈꯣꯏꯒꯤ ꯄꯔꯐꯣꯃꯦꯟꯁꯀꯤ ꯃꯒꯨꯟ ꯑꯗꯨꯅꯥ ꯌꯥꯝꯅꯥ ꯋꯥꯅꯥ ꯊꯣꯛꯈꯤ꯫ ꯆꯍꯤ ꯇꯔꯥꯒꯤ ꯃꯃꯥꯡꯗꯥ ꯃꯤꯍꯥꯠꯄꯥ ꯚꯣꯂꯣꯗꯤꯃꯤꯔ ꯏꯚꯥꯁ꯭ꯌꯨꯀꯄꯨ ꯅꯤꯡꯁꯤꯡꯕꯥ ꯑꯣꯏꯅꯥ ꯏꯁꯩ ꯑꯃꯥ ꯌꯥꯎꯈꯤ꯫